ꯃꯨꯚꯤ ꯖꯦꯅꯔꯦꯁꯟꯒꯤ ꯈꯨꯗꯝ ꯑꯅꯤ ꯄꯤꯌꯨ꯫ ꯅꯥꯠ ꯃꯍꯧꯁꯥꯅꯥ ꯃꯔꯨ ꯑꯣꯏꯕꯥ ꯑꯔꯊ ꯑꯃꯥ ꯄꯨꯗꯨꯅꯥ ꯆꯠꯂꯤꯕꯥ ꯔꯤꯑꯦꯂꯤꯁ꯭ꯇꯤꯛ ꯀꯦꯔꯦꯛꯇꯔꯁꯤꯡ ꯑꯃꯁꯨꯡ ꯏꯃꯣꯁꯅꯦꯜ ꯊꯤꯝꯁꯤꯡ ꯌꯥꯎꯏ, ꯑꯌꯥꯝꯕꯅꯥ ꯄꯨꯟꯁꯤ ꯅꯠꯇ꯭ꯔꯒꯥ ꯈꯨꯟꯅꯥꯏꯒꯤ ꯑꯆꯧꯕꯥ ꯄꯤꯛꯆꯔ ꯑꯃꯥ ꯔꯤꯞꯔꯖꯦꯟꯇ ꯇꯧꯏ꯫ ꯁꯥꯏꯟꯁ ꯐꯤꯛꯁꯟ ꯃꯍꯧꯁꯥꯅꯥ ꯇꯨꯡꯒꯤ ꯑꯣꯏꯕꯥ ꯁꯦꯇꯤꯡꯁꯤꯡ, ꯑꯅꯧꯕꯥ ꯇꯦꯛꯅꯣꯂꯣꯖꯤ ꯑꯃꯁꯨꯡ ꯁꯥꯏꯟꯇꯤꯐꯤꯛ ꯑꯣꯏꯕꯥ ꯑꯅꯧꯕꯥ ꯊꯧꯑꯣꯡꯁꯤꯡ, ꯁ꯭ꯄꯦꯁ ꯇ꯭ꯔꯥꯚꯦꯜ ꯅꯠꯇ꯭ꯔꯒꯥ ꯇꯥꯏꯝ-ꯇ꯭ꯔꯥꯚꯦꯂꯒꯨꯝꯕꯥ ꯏꯃꯦꯖꯤꯅꯦꯇꯤꯕ ꯀꯟꯁꯦꯞꯇꯁꯤꯡ ꯌꯥꯎꯏ꯫ ꯗꯥꯔꯋꯤꯟꯒꯤ ꯊꯤꯑꯣꯔꯤ ꯑꯣꯐ ꯅꯦꯆꯔꯦꯜ ꯁꯦꯂꯦꯛꯁꯟꯒꯤ ꯑꯋꯥꯠꯄꯥ ꯑꯃꯁꯨꯡ ꯄꯥꯡꯒ꯭ꯜꯁꯤꯡ ꯆꯥꯡꯗꯝꯅꯕꯥ꯫ ꯆꯥꯔꯂꯁ ꯗꯥꯔꯋꯤꯟꯒꯤ ꯃꯍꯧꯁꯥꯒꯤ ꯑꯣꯏꯕꯥ ꯈꯟꯕꯒꯤ ꯊꯤꯑꯣꯔꯤ ꯑꯁꯤ ꯃꯇꯝ ꯄꯨꯝꯅꯃꯛꯇꯥ ꯈ꯭ꯋꯥꯏꯗꯒꯤ ꯏꯊꯤꯜ ꯄꯤꯕꯥ ꯑꯃꯁꯨꯡ ꯄꯥꯛ ꯁꯟꯅꯥ ꯌꯥꯎꯔꯤꯕꯥ ꯁꯥꯏꯟꯇꯤꯐꯤꯛ ꯊꯤꯑꯣꯔꯤꯁꯤꯡꯒꯤ ꯃꯅꯨꯡꯗꯥ ꯑꯃꯅꯤ, ꯃꯁꯤꯅꯥ ꯄꯨꯟꯁꯤꯒꯤ ꯇꯣꯞ ꯇꯣꯞꯄꯥ ꯃꯑꯣꯡ ꯃꯇꯧꯁꯤꯡ ꯑꯃꯁꯨꯡ ꯃꯇꯝꯒꯤ ꯃꯇꯨꯡ ꯏꯟꯅꯥ ꯃꯈꯜꯁꯤꯡ ꯑꯁꯤ ꯀꯔꯝꯅꯥ ꯍꯣꯡꯂꯛꯄꯥ ꯑꯃꯁꯨꯡ ꯆꯨꯁꯤꯟꯅꯕꯒꯦ ꯍꯥꯏꯕꯗꯨ ꯁꯟꯗꯣꯛꯅꯥ ꯇꯥꯛꯂꯤ꯫ ꯑꯗꯨꯝ ꯑꯣꯏꯅꯃꯛ ꯁꯥꯏꯟꯇꯤꯐꯤꯛ ꯊꯤꯑꯣꯔꯤ ꯑꯃꯠꯇꯒꯨꯝꯅꯥ ꯃꯁꯤꯒꯤ ꯄꯥꯡꯒ꯭ꯜ ꯑꯃꯁꯨꯡ ꯑꯋꯥꯠꯄꯥ ꯂꯩ꯫ ꯗꯥꯔꯋꯤꯟꯒꯤ ꯅꯦꯆꯔꯦꯜ ꯁꯦꯂꯦꯛꯁꯟ ꯊꯤꯑꯣꯔꯤꯒꯤ ꯄꯥꯡ꯭ꯒꯜꯁꯤꯡ ꯄ꯭ꯔꯃꯥꯟꯁꯤꯡꯅꯥ ꯁꯄꯣꯔꯠ ꯇꯧꯕꯥ ꯊꯤꯑꯣꯔꯤ ꯑꯁꯤ ꯕꯥꯏꯑꯣꯂꯣꯖꯤ, ꯄꯦꯂꯤꯑꯣꯟꯇꯣꯂꯣꯖꯤ, ꯑꯃꯁꯨꯡ ꯖꯦꯅꯦꯇꯤꯛꯁ ꯌꯥꯎꯅꯥ ꯇꯣꯉꯥꯟ ꯇꯣꯉꯥꯟꯕꯥ ꯁꯥꯏꯟꯇꯤꯐꯤꯛ ꯂꯝꯁꯤꯡꯗꯒꯤ ꯂꯥꯛꯄꯥ ꯄ꯭ꯔꯃꯥꯟꯁꯤꯡꯅꯥ ꯌꯥꯝꯅꯥ ꯀꯟꯅꯥ ꯁꯄꯣꯔꯠ ꯇꯧꯏ꯫ ꯃꯔꯨꯑꯣꯏꯅꯥ ꯐꯣꯁꯤꯜ ꯔꯦꯀꯣꯔꯗ ꯑꯁꯤꯅꯥ ꯃꯇꯝꯒꯤ ꯃꯇꯨꯡ ꯏꯟꯅꯥ ꯃꯇꯧ ꯀꯔꯝꯅꯥ ꯁ꯭ꯄꯦꯁꯤꯁꯁꯤꯡ ꯑꯁꯤ ꯁꯦꯝꯒꯠꯂꯛꯈꯤꯕꯒꯦ ꯑꯃꯁꯨꯡ ꯍꯣꯡꯂꯛꯈꯤꯕꯒꯦ ꯍꯥꯏꯕꯒꯤ ꯊꯣꯏꯗꯣꯛꯄꯥ ꯈꯨꯗꯝꯁꯤꯡ ꯄꯤꯔꯤ꯫ ꯇꯦꯁ꯭ꯠ ꯇꯧꯕ ꯌꯥꯕ ꯑꯃꯁꯨꯡ ꯑꯔꯥꯟꯕ ꯇꯧꯕ ꯌꯥꯕ ꯃꯍꯧꯁꯥꯒꯤ ꯑꯣꯏꯕ ꯈꯟꯕꯒꯤ ꯊꯤꯑꯣꯔꯤ ꯑꯁꯤ ꯁꯥꯏꯟꯇꯤꯐꯤꯛ ꯑꯣꯏꯕ ꯊꯤꯑꯣꯔꯤ ꯑꯃꯅꯤ ꯑꯃꯁꯨꯡ ꯃꯁꯤ ꯄ꯭ꯔꯃꯥꯟꯅꯥ ꯇꯦꯁ꯭ꯠ ꯇꯧꯕ ꯑꯃꯁꯨꯡ ꯑꯔꯥꯟꯕꯥꯑꯣꯏꯍꯟꯕ ꯌꯥꯏ꯫ ꯃꯁꯤꯅꯥ ꯃꯁꯤꯕꯨ ꯁꯥꯏꯟꯇꯤꯐꯤꯛ ꯑꯣꯏꯅ ꯆꯥꯡꯌꯦꯡ ꯇꯧꯕ ꯉꯝꯗꯕꯥ ꯄꯨꯟꯁꯤꯒꯤ ꯍꯧꯔꯛꯐꯝ ꯑꯃꯁꯨꯡ ꯃꯈꯜ ꯀꯌꯥꯒꯤ ꯑꯇꯣꯞꯄꯥ ꯃꯌꯦꯛ ꯁꯦꯡꯅꯥ ꯇꯥꯛꯄꯥ ꯀꯌꯥꯗꯒꯤ ꯇꯣꯉꯥꯟꯅꯥ ꯊꯝꯂꯤ꯫ ꯄꯥꯛ ꯆꯥꯎꯔꯕꯥ ꯑꯦꯛꯁꯞꯂꯦꯅꯦꯇꯦꯔꯤ ꯄꯥꯋꯔ ꯃꯍꯧꯁꯥꯒꯤ ꯑꯣꯏꯕꯥ ꯈꯟꯕꯒꯤ ꯊꯤꯑꯣꯔꯤ ꯑꯁꯤꯅꯥ ꯑꯔꯨꯕꯥ ꯂꯝꯆꯠ ꯁꯥꯖꯠ ꯑꯃꯁꯨꯡ ꯂꯝꯆꯠ-ꯁꯥꯖꯠꯁꯤꯡꯒꯤ ꯏꯚꯣꯂꯨꯁꯟꯗꯒꯤ ꯍꯧꯔꯒꯥ ꯑꯅꯧꯕꯥ ꯃꯈꯜꯁꯤꯡ ꯊꯣꯔꯛꯄ ꯐꯥꯎꯕꯥ ꯄꯥꯛ ꯆꯥꯎꯔꯕꯥ ꯐꯤꯚꯝ ꯀꯌꯥ ꯑꯃꯥ ꯐꯣꯡꯗꯣꯛꯄꯥ ꯉꯝꯒꯅꯤ꯫ ꯗꯥꯔꯋꯤꯟꯒꯤ ꯅꯦꯆꯔꯦꯜ ꯁꯦꯂꯦꯛꯁꯟꯒꯤ ꯊꯤꯑꯣꯔꯤꯒꯤ ꯑꯋꯥꯠꯄꯥ ꯏꯟꯍꯦꯔꯤꯇꯦꯁꯅꯒꯤ ꯃꯇꯥꯡꯗꯥ ꯃꯄꯨꯡ ꯐꯥꯅꯥ ꯈꯪꯕꯥ ꯉꯝꯗꯕꯥ ꯆꯥꯔꯂꯁ ꯗꯥꯔꯋꯤꯟꯅꯥ ꯃꯍꯥꯛꯀꯤ ꯊꯤꯑꯣꯔꯤ ꯁꯦꯝꯒꯠꯄꯥ ꯃꯇꯝꯗ ꯖꯤꯅꯦꯇꯤꯛꯁ ꯅꯠꯇ꯭ꯔꯒ ꯗꯤ.ꯑꯦꯟ. ꯑꯦ. ꯃꯁꯤꯒꯤ ꯃꯍꯩ ꯑꯣꯏꯅꯥ ꯂꯝꯆꯠ-ꯁꯥꯖꯠꯁꯤꯡ ꯑꯁꯤ ꯀꯔꯝꯅꯥ ꯏꯟꯍꯦꯔꯤ ꯇꯧꯈꯤꯕꯒꯦ ꯍꯥꯏꯕꯒꯤ ꯋꯥꯍꯪ ꯑꯁꯤ ꯃꯍꯥꯛꯀꯤ ꯊꯤꯑꯣꯔꯤꯗꯥ ꯃꯄꯨꯡ ꯐꯥꯅꯥ ꯈꯪꯕꯥ ꯉꯃꯈꯤꯗꯦ꯫ ꯑꯗꯨꯝ ꯑꯣꯏꯅꯃꯛ, ꯖꯤꯅꯦꯇꯤꯛꯁ ꯑꯃꯁꯨꯡ ꯏꯟꯍꯦꯔꯤꯇꯦꯁꯅꯒꯤ ꯃꯦꯀꯥꯅꯤꯖꯝ ꯑꯁꯤ ꯈꯪꯗꯣꯛꯄꯥ ꯑꯁꯤꯅꯥ ꯃꯇꯨꯡꯗꯥ ꯗꯥꯔꯋꯤꯟꯒꯤ ꯊꯤꯑꯣꯔꯤ ꯑꯁꯤꯕꯨ ꯃꯄꯨꯡ ꯐꯥꯍꯟꯈꯤ ꯑꯃꯁꯨꯡ ꯁꯥꯡꯗꯣꯛꯍꯟꯈꯤ꯫ ꯄꯨꯟꯁꯤꯒꯤ ꯍꯧꯔꯛꯐꯝ ꯁꯟꯗꯣꯛꯅꯥ ꯇꯥꯛꯄꯥ ꯉꯃꯗꯦ ꯃꯍꯧꯁꯥꯒꯤ ꯑꯣꯏꯕꯥ ꯈꯅꯕꯒꯤ ꯊꯤꯑꯣꯔꯤ ꯑꯁꯤꯅꯥ ꯏꯚ꯭ꯣꯂꯨꯁꯟ ꯑꯁꯤ ꯀꯔꯝꯅꯥ ꯊꯣꯛꯄꯒꯦ ꯍꯥꯏꯕꯗꯨ ꯁꯟꯗꯣꯛꯅꯥ ꯇꯥꯛꯏ ꯑꯗꯨꯕꯨ ꯄꯨꯟꯁꯤ ꯃꯁꯥꯃꯛꯀꯤ ꯍꯧꯔꯛꯐꯝꯒꯤ ꯃꯇꯥꯡꯗꯥ ꯃꯌꯦꯛ ꯁꯦꯡꯅꯥ ꯇꯥꯛꯄꯥ ꯉꯝꯗꯦ꯫ ꯃꯁꯤ ꯍꯧꯖꯤꯛꯁꯨ ꯑꯦꯛꯇꯤꯕ ꯔꯤꯁꯔꯆꯀꯤ ꯂꯝ ꯑꯃꯅꯤ꯫ ꯋꯥꯈꯜ ꯋꯥꯕꯥ ꯊꯤꯑꯣꯔꯤ ꯑꯃꯥ ꯑꯣꯏꯅꯥ ꯂꯧꯁꯤꯅꯕꯥ ꯃꯍꯧꯁꯥꯒꯤ ꯑꯣꯏꯕꯥ ꯈꯟꯕꯒꯤ ꯊꯤꯑꯣꯔꯤ ꯑꯁꯤ ꯁꯥꯏꯟꯇꯤꯐꯤꯛ ꯀꯝꯌꯨꯅꯤꯇꯤꯅꯥ ꯄꯥꯛ ꯁꯟꯅꯥ ꯌꯥꯅꯔꯕꯁꯨ, ꯃꯁꯤ ꯈꯨꯟꯅꯥꯏꯒꯤ ꯁꯔꯨꯛ ꯈꯔꯗꯥ ꯋꯥꯈꯜ ꯋꯥꯕ ꯋꯥꯐꯝ ꯑꯃꯥ ꯑꯣꯏꯗꯨꯅꯥ ꯂꯩꯔꯤ, ꯃꯔꯨ ꯑꯣꯏꯅꯥ ꯙꯔꯝꯃꯒꯤ ꯂꯥꯏꯔꯤꯛꯁꯤꯡꯕꯨ ꯁ꯭ꯔ꯭ꯏꯁ꯭ꯇꯤꯒꯤ ꯂꯤꯇꯔꯜ ꯑꯦꯀꯥꯎꯟꯇ ꯑꯃꯥ ꯄꯤ ꯍꯥꯏꯗꯅ ꯂꯧꯔꯤꯕꯥ ꯃꯤꯑꯣꯏꯕꯁꯤꯡꯒꯤ ꯃꯔꯛꯇꯥ꯫ ꯂꯣꯏꯁꯤꯜꯂꯛꯄꯗꯥ, ꯗꯥꯔꯋꯤꯟꯒꯤ ꯃꯍꯧꯁꯥꯒꯤ ꯑꯣꯏꯕꯥ ꯈꯟꯕꯒꯤ ꯊꯤꯑꯣꯔꯤ ꯑꯁꯤ ꯄ꯭ꯔ꯭ꯤꯊꯤꯕꯤꯗꯥ ꯂꯩꯔꯤꯕꯥ ꯄꯨꯟꯁꯤꯒꯤ ꯃꯈꯜ ꯀꯌꯥꯒꯤ ꯃꯇꯥꯡꯗꯥ ꯁꯛꯇꯤ ꯂꯩꯕ ꯑꯃꯁꯨꯡ ꯄꯥꯛ ꯁꯟꯅꯥ ꯌꯥꯅꯔꯕꯥ ꯄꯥꯎꯈꯨꯝ ꯑꯃꯅꯤ, ꯑꯗꯨꯕꯨ ꯃꯁꯤꯒꯤ ꯂꯤꯃꯤꯇꯦꯁꯟ ꯑꯃꯁꯨꯡ ꯑꯩꯈꯣꯏꯒꯤ ꯂꯧꯁꯤꯡ ꯑꯁꯤ ꯍꯧꯖꯤꯛ ꯐꯥꯑꯣꯕꯥ ꯃꯄꯨꯡ ꯐꯥꯅꯥ ꯂꯩꯇꯕꯥ ꯃꯐꯝꯁꯤꯡ ꯌꯥꯎꯗꯕꯥ ꯅꯠꯇꯦ꯫